ꯗꯤ. ꯑꯦꯁ. ꯏ. ꯀ꯭ꯌꯨ. ꯗꯤ. ꯁꯤꯡꯅ ꯁꯦꯜ ꯁꯤꯍꯟꯕ ꯐ꯭ꯔꯤ ꯀꯦꯗꯃꯤꯌꯝ ꯑꯥꯏꯟꯁꯤꯡ ꯊꯥꯗꯣꯛꯏ꯫ ꯀꯥꯡꯂꯨꯞ ꯑꯅꯤ - ꯇꯔꯨꯛ ꯀ꯭ꯌꯨ. ꯗꯤ. ꯁꯤꯡꯁꯨ ꯃꯩꯗ ꯁꯣꯛꯍꯜꯂꯕ ꯃꯇꯨꯡꯗ ꯔꯤꯑꯦꯛꯇꯤꯕ ꯑꯣꯛꯁꯤꯖꯦꯟ ꯁ꯭ꯄꯦꯁꯤꯁ ꯁꯦꯝꯒꯠꯄ ꯊꯣꯛꯍꯜꯂꯤ ꯍꯥꯏꯅ ꯄꯥꯎꯗꯝꯈ꯭ꯔꯦ, ꯃꯁꯤꯅ ꯃꯊꯪꯗ ꯄ꯭ꯔꯣꯇꯤꯟꯁꯤꯡ, ꯂꯤꯄꯤꯗꯁꯤꯡ, ꯑꯃꯁꯨꯡ ꯗꯤ. ꯑꯦꯟ. ꯑꯦ. ꯒꯨꯝꯕ ꯁꯦꯜꯂꯔꯒꯤ ꯃꯆꯥꯛꯁꯤꯡ ꯃꯥꯡꯍꯟꯕ ꯌꯥꯏ꯫ ꯊꯤꯖꯟ ꯍꯨꯝꯖꯟꯕ ꯈꯔꯅꯁꯨ ꯎꯠꯈ꯭ꯔꯦ ꯃꯗꯨꯗꯤ ꯖꯦꯗ. ꯑꯦꯟ. ꯑꯦꯁ. ꯁꯦꯜ ꯑꯃ ꯍꯥꯞꯄꯤꯕꯅ ꯁꯤ. ꯗꯤ. ꯑꯦꯁ. ꯏ. ꯀ꯭ꯌꯨ. ꯗꯤ. ꯁꯤꯡꯗ ꯔꯤꯑꯦꯛꯇꯤꯕ ꯑꯣꯛꯁꯤꯖꯦꯟ ꯁ꯭ꯄꯦꯁꯤꯖꯀꯤ ꯊꯧꯑꯣꯡ ꯑꯗꯨ ꯊꯤꯡꯏ꯫ ꯀ꯭ꯌꯨ. ꯗꯤ. ꯇꯣꯛꯁꯤꯁꯤꯇꯤꯒꯤ ꯑꯇꯣꯞꯄ ꯃꯑꯣꯡ ꯑꯃꯗꯤ ꯚꯤꯚꯣꯗ, ꯃꯦꯇꯥꯜ ꯑꯥꯏꯟꯁꯟꯁꯤꯡꯅ ꯌꯩꯕ ꯉꯝꯗꯕ ꯁꯦꯜꯂꯔ ꯑꯣꯔꯒꯅꯦꯜꯁꯤꯡꯗ ꯃꯁꯤꯒꯤ ꯁꯔꯨꯛꯁꯤꯡ ꯑꯁꯤ ꯀꯣꯟꯁ꯭ꯇ꯭ꯔꯦꯠ ꯇꯧꯕ ꯆꯥꯡꯗ ꯌꯨꯝꯐꯝ ꯑꯣꯏꯕ ꯏꯟꯇ꯭ꯔꯦꯁꯦꯂꯨꯂꯔ ꯂꯝꯕꯤꯁꯤꯡ ꯂꯩ, ꯃꯁꯤꯅ ꯃꯈꯣꯏꯒꯤ ꯀꯣꯟꯁ꯭ꯇꯤꯌꯨꯟ ꯃꯦꯇꯥꯜ ꯑꯥꯌꯟꯁꯤꯡꯒ ꯆꯥꯡꯗꯝꯅꯕꯗ ꯁꯥꯏꯇꯣꯇꯣꯟꯁꯤꯡꯇꯤꯒꯤ ꯇꯣꯞ ꯇꯣꯞꯄ ꯃꯑꯣꯡꯁꯤꯡ ꯊꯣꯛꯍꯟꯕ ꯌꯥꯏ꯫ ꯁꯦꯜ ꯅ꯭ꯌꯨꯀ꯭ꯌꯨꯂꯤꯞꯇ ꯀ꯭ꯌꯨ. ꯗꯤ. ꯒꯤ ꯃꯐꯝ ꯑꯃꯗ ꯊꯝꯕꯒꯤ ꯄꯥꯎꯗꯝꯁꯤꯡꯅ ꯇꯣꯛꯁꯤꯁꯤꯇꯤꯒꯤ ꯑꯍꯦꯟꯕ ꯃꯑꯣꯡꯁꯤꯡ ꯄꯤꯔꯤ ꯃꯔꯝꯗꯤ ꯃꯈꯣꯏꯅ ꯗꯤ. ꯑꯦꯟ. ꯑꯦ. ꯒꯤ ꯃ꯭ꯌꯨꯇꯦꯟꯁꯟ ꯊꯣꯛꯍꯟꯕ ꯌꯥꯏ, ꯃꯁꯤꯅ ꯃꯊꯪꯗ ꯇꯨꯡꯗ ꯄꯣꯛꯂꯛꯂꯤꯕ ꯁꯦꯜꯁꯤꯡꯒꯤ ꯈꯨꯠꯊꯥꯡꯗ ꯁꯟꯗꯣꯛꯂꯒꯅꯤ, ꯃꯁꯤꯅ ꯂꯥꯏꯅꯥꯁꯤꯡ ꯊꯣꯛꯍꯟꯒꯅꯤ꯫ ꯁꯥꯁꯤꯡꯒꯤ ꯃꯣꯗꯦꯜꯁꯤꯡ ꯁꯤꯖꯤꯟꯅꯗꯨꯅ ꯚꯤꯚꯣꯠ ꯁ꯭ꯇꯗꯤꯁꯤꯡꯗ ꯑꯀꯛꯅꯕ ꯑꯣꯔꯒꯅꯦꯜꯁꯤꯡꯗ ꯀ꯭ꯌꯨ. ꯗꯤ. ꯁꯤꯡꯒꯤ ꯄꯥꯎ ꯄꯤꯔꯕꯁꯨ, ꯁꯥꯁꯤꯡꯒꯤ ꯃꯑꯣꯡ-ꯃꯇꯧ, ꯋꯦꯠ, ꯍꯦꯃꯥꯇꯣꯂꯣꯖꯤꯀꯦꯜ ꯃꯥꯔꯀꯔꯁꯤꯡ, ꯅꯠꯇ꯭ꯔꯒ ꯍꯛꯆꯥꯡꯗ ꯁꯣꯛꯍꯟꯕꯗ ꯍꯣꯡꯗꯣꯛꯄ ꯑꯃꯠꯇ ꯍꯤꯁꯇꯣꯂꯣꯖꯤꯀꯦꯜ ꯅꯠꯇ꯭ꯔꯒ ꯕꯥꯏꯑꯣꯀꯦꯃꯤꯀꯦꯜ ꯑꯦꯅꯥꯂꯥꯏꯁꯤꯁꯀꯤ ꯈꯨꯠꯊꯥꯡꯗ ꯐꯪꯗ꯭ꯔꯤ꯫ ꯊꯤꯒꯠꯄꯁꯤꯡ ꯑꯁꯤꯅ ꯁꯥꯏꯟꯇꯤꯁ꯭ꯠꯁꯤꯡꯕꯨ ꯀ꯭ꯌꯨ. ꯗꯤ. ꯒꯤ ꯇꯣꯛꯁꯤꯁꯤꯇꯤꯒꯤ ꯈ꯭ꯋꯥꯏꯗꯒꯤ ꯃꯔꯨꯑꯣꯏꯕ ꯂꯦꯞꯊꯣꯛꯄ ꯃꯔꯝ ꯑꯁꯤ ꯏꯟꯇ꯭ꯔꯦꯁꯦꯂ꯭ꯌꯨꯂꯔ ꯗꯣꯁꯅꯤ ꯍꯥꯏꯅ ꯊꯥꯖꯕ ꯊꯣꯛꯍꯜꯂꯤ꯫ ꯃꯔꯝ ꯑꯁꯤꯅ ꯀ꯭ꯌꯨ. ꯗꯤ. ꯒꯤ ꯆꯥꯡ, ꯃꯑꯣꯡ ꯑꯃꯁꯨꯡ ꯂꯩꯅꯨꯡꯒꯤ ꯀꯦꯃꯤꯁꯇ꯭ꯔꯤꯒꯨꯝꯕ ꯀꯥꯟꯅꯔꯕ ꯏꯟꯇ꯭ꯔꯦꯁꯦꯂꯨꯂꯔ ꯀꯣꯟꯁꯦꯟꯇ꯭ꯔꯦꯁꯟ ꯑꯗꯨ ꯂꯦꯞꯊꯣꯛꯄ ꯀ꯭ꯌꯨ, ꯗꯤ. ꯑꯦꯟꯗꯣꯁꯥꯏꯇꯣꯁꯤꯁ ꯑꯁꯤ ꯂꯦꯞꯊꯣꯛꯄ ꯃꯔꯝꯁꯤꯡꯅ ꯃꯈꯣꯏꯒꯤ ꯇꯣꯛꯁꯤꯁꯤꯇꯤ ꯑꯗꯨ ꯂꯦꯞꯊꯣꯛꯏ꯫ ꯁꯥꯁꯤꯡꯒꯤ ꯃꯣꯗꯦꯜꯁꯤꯡꯗ ꯌꯨꯔꯤꯟꯒꯤ ꯈꯨꯠꯊꯥꯡꯗ ꯀ꯭ꯌꯨ. ꯗꯤ. ꯁꯤꯡ ꯊꯥꯗꯣꯛꯇꯨꯅ ꯔꯦꯗꯤꯑꯣ-ꯂꯦꯕꯦꯜ ꯑꯣꯏꯕ ꯖꯦ. ꯑꯦꯟ. ꯑꯦꯁ. -ꯀꯦꯞ ꯇꯧꯔꯕ ꯁꯤ. ꯗꯤ. ꯑꯦꯁ. ꯏ. ꯀ꯭ꯌꯨ, ꯗꯤ. ꯗꯤ. ꯁꯤꯡꯗ ꯏꯟꯖꯦꯛꯁꯟ ꯄꯤꯗꯨꯅ ꯎꯠꯈ꯭ꯔꯦ ꯃꯐꯝ ꯑꯗꯨꯗ ꯂꯤꯒꯦꯟꯗ ꯁꯦꯜ ꯑꯗꯨ ꯑꯦꯝ. ꯇꯤ. ꯁꯤ. ꯃꯔꯤꯐꯨꯇꯔꯥ - ꯃꯥꯄꯜꯅ ꯂꯦꯕꯦꯜ ꯇꯧꯔꯝꯃꯤ꯫ ꯑꯇꯣꯞꯄ ꯃꯁꯤꯡ ꯌꯥꯝꯂꯕ ꯊꯤꯖꯤꯟꯕꯁꯤꯡꯅ ꯀ꯭ꯌꯨ. ꯗꯤ. ꯁꯤꯡ ꯑꯁꯤ ꯁꯦꯜꯂꯔꯒꯤ ꯊꯥꯛꯁꯤꯡꯗ ꯊꯝꯃꯤ ꯍꯥꯏꯅ ꯂꯣꯏꯁꯤꯜꯂꯕꯁꯨ, ꯀ꯭ꯌꯨ, ꯗꯤ. ꯁꯤꯡꯒꯤ ꯑꯦꯛꯁꯣꯁꯥꯏꯇꯣꯁꯤꯁ ꯑꯁꯤ ꯍꯧꯖꯤꯛ ꯐꯥꯎꯕ ꯂꯣꯏꯅꯁꯤꯂꯣꯟ ꯑꯁꯤꯗ ꯐꯖꯅ ꯅꯩꯅꯗ꯭ꯔꯤ꯫ ꯃꯁꯛ ꯊꯣꯛꯄ ꯊꯤꯖꯟ ꯍꯨꯝꯖꯟꯕꯁꯤꯡꯅ ꯀ꯭ꯌꯨ. ꯗꯤ. ꯁꯤꯡꯒꯤ ꯇꯣꯛꯁꯤꯁꯤꯁꯤꯇꯤꯒꯤ ꯃꯇꯥꯡꯗ ꯈꯪꯕ ꯑꯗꯨ ꯄꯥꯛꯊꯣꯛ ꯆꯥꯎꯊꯣꯛꯍꯜꯂꯕꯁꯨ, ꯂꯣꯏꯅꯁꯤꯂꯣꯟ ꯑꯁꯤꯗ ꯑꯆꯧꯕ ꯈꯦꯠꯅꯕꯁꯤꯡ ꯂꯩꯔꯤ, ꯑꯃꯁꯨꯡ ꯋꯥꯐꯝꯁꯤꯡ ꯑꯁꯤꯒꯤ ꯍꯧꯖꯤꯛ ꯐꯥꯎꯕ ꯐꯪꯗ꯭ꯔꯤ꯫ ꯃꯍꯩꯁꯥꯒꯤ ꯀꯦꯃꯤꯀꯦꯜꯒꯤ ꯃꯆꯥꯛꯁꯤꯡꯒ ꯆꯥꯡꯗꯝꯅꯕꯗ ꯃꯆꯥꯛ ꯑꯁꯤꯒꯤ ꯀꯥꯡꯂꯨꯞ ꯑꯁꯤꯒꯤ ꯃꯈꯜ-ꯃꯈꯥ ꯀꯌꯥ ꯑꯁꯤꯅ ꯃꯈꯣꯏꯒꯤ ꯇꯣꯛꯁꯤꯁꯤꯇꯤ ꯃꯇꯥꯡꯗ ꯌꯦꯡꯁꯤꯟꯕ ꯑꯁꯤ ꯌꯥꯝꯅ ꯆꯡꯅꯕ ꯑꯣꯏꯍꯜꯂꯤ꯫